ꯅꯨꯃꯤꯠ ꯆꯨꯞꯄꯥ ꯑꯃꯥ ꯂꯦꯞꯂꯝꯃꯤ ꯑꯇꯤꯌꯥ ꯑꯗꯨ ꯁꯅꯥ ꯑꯃꯁꯨꯡ ꯄꯤꯛꯄꯥ ꯃꯆꯨꯅꯥ ꯊꯜꯂꯝꯃꯤ꯫ ꯅꯨꯃꯤꯠ ꯑꯗꯨ ꯂꯣꯏꯗ꯭ꯔꯤꯉꯩꯒꯤ ꯃꯃꯥꯡꯗꯥ ꯑꯔꯣꯏꯕꯥ ꯃꯉꯥꯜ ꯑꯗꯨ ꯅꯨꯡꯉꯥꯏꯅꯥ ꯂꯧꯗꯨꯅꯥ ꯁꯥꯟꯅꯄꯣꯠꯁꯤꯡꯅꯥ ꯆꯦꯟꯁꯤꯜꯂꯛꯏ ꯑꯃꯁꯨꯡ ꯎꯔꯦꯞ ꯎꯌꯨꯡ ꯇꯝꯈꯤ꯫ ꯑꯃꯝꯕꯥ ꯁꯟꯗꯣꯛꯄꯒꯥ ꯂꯣꯏꯅꯅꯥ ꯂꯝꯀꯣꯏꯕꯁꯤꯡꯒꯤ ꯑꯄꯤꯛꯄꯥ ꯀꯥꯡꯂꯨꯞ ꯑꯃꯥ ꯎꯃꯪꯒꯤ ꯂꯝꯕꯤꯗꯒꯤ ꯊꯣꯔꯛꯈꯤ ꯃꯈꯣꯏꯒꯤ ꯈꯣꯡꯅꯥ ꯅꯨꯃꯤꯠ ꯁꯥꯡꯕꯥ ꯈꯣꯡꯆꯠ ꯑꯃꯗꯒꯤ ꯊꯣꯔꯛꯈꯤ꯫ ꯀꯥꯡꯕꯨ ꯑꯗꯨꯒꯤ ꯃꯀꯣꯛꯇꯥ ꯏꯂꯥ ꯀꯧꯕꯥ ꯅꯍꯥ ꯑꯣꯏꯔꯤꯕꯥ ꯅꯨꯄꯤ ꯑꯃꯥ ꯂꯩꯔꯝꯃꯤ ꯃꯍꯥꯛꯀꯤ ꯈꯣꯡꯎꯞ ꯑꯗꯨ ꯇꯞꯅꯥ ꯇꯞꯅꯥ ꯊꯨꯝꯖꯤꯜꯂꯛꯏ ꯑꯗꯨꯕꯨ ꯃꯍꯥꯛꯀꯤ ꯃꯃꯤꯠꯁꯤꯡꯗꯤ ꯅꯨꯡꯉꯥꯏꯕꯅꯥ ꯊꯜꯂꯕꯥ ꯃꯤꯁꯛ ꯑꯃꯅꯤ꯫ ꯃꯍꯥꯛꯅꯥ ꯃꯇꯝ ꯄꯨꯝꯅꯃꯛꯇꯥ ꯃꯍꯥꯛꯀꯤ ꯑꯄꯤꯛꯄꯥ ꯈꯨꯡꯒꯪꯒꯤ ꯃꯄꯥꯟꯗꯥ ꯃꯥꯂꯦꯝ ꯑꯁꯤꯕꯨ ꯎꯕꯥ ꯐꯪꯕꯒꯤ ꯃꯪꯂꯥꯟ ꯂꯩꯔꯝꯃꯤ ꯍꯧꯖꯤꯛꯇꯤ ꯃꯍꯥꯛꯅꯥ ꯑꯔꯣꯏꯕꯗꯥ ꯃꯍꯥꯛꯀꯤ ꯃꯪꯂꯥꯟ ꯑꯗꯨ ꯍꯤꯡꯂꯤ꯫ ꯀꯥꯡꯕꯨ ꯑꯗꯨꯅꯥ ꯈ꯭ꯋꯥꯏꯗꯒꯤ ꯅꯛꯄꯥ ꯁꯍꯔꯒꯤ ꯃꯥꯏꯀꯩꯗꯥ ꯆꯠꯂꯤꯉꯩꯗꯥ ꯏꯂꯥꯅꯥ ꯃꯍꯥꯛꯀꯤ ꯑꯀꯣꯏꯕꯗꯥ ꯂꯩꯔꯤꯕꯥ ꯃꯥꯂꯦꯝ ꯑꯁꯤꯒꯤ ꯊꯋꯥꯏ ꯌꯥꯎꯕꯥ ꯐꯖꯕꯥ ꯑꯗꯨ ꯂꯧꯁꯤꯟꯈꯤꯕꯥ ꯉꯝꯈꯤꯗꯦ꯫ ꯑꯇꯤꯌꯥꯗꯥ ꯇꯔꯥꯝꯅꯥ ꯑꯣꯛꯄꯥ ꯍꯧꯔꯛꯈꯤ ꯊꯥꯅꯥ ꯂꯝꯗꯝ ꯑꯁꯤꯒꯤ ꯃꯊꯛꯇꯥ ꯇꯔꯨ ꯇꯅꯥꯟꯕꯥ ꯃꯉꯥꯜ ꯑꯃꯥ ꯊꯥꯗꯣꯛꯈꯤ꯫ ꯂꯝꯀꯣꯏꯕꯁꯤꯡꯅꯥ ꯑꯔꯣꯏꯕꯗꯥ ꯁꯍꯔ ꯑꯗꯨꯗꯥ ꯌꯧꯔꯛꯈꯤ ꯃꯐꯝ ꯑꯗꯨꯗꯥ ꯃꯈꯣꯏꯅꯥ ꯅꯨꯃꯤꯠ ꯑꯗꯨꯒꯤꯗꯃꯛ ꯁꯦꯜ ꯊꯨꯝꯒꯤ ꯐꯤꯚꯝ ꯐꯪꯈꯤ꯫ ꯏꯂꯥꯅꯥ ꯃꯍꯥꯛꯅꯥ ꯆꯠꯂꯤꯕꯥ ꯑꯦꯗꯚꯦꯟꯆꯔ ꯑꯃꯁꯨꯡ ꯃꯍꯥꯛꯅꯥ ꯊꯦꯡꯅꯈꯤꯕꯥ ꯃꯤꯑꯣꯏꯁꯤꯡ ꯑꯗꯨꯒꯤꯗꯃꯛ ꯊꯥꯒꯠꯄꯥ ꯐꯣꯡꯗꯣꯛꯄꯥ ꯉꯝꯈꯤꯗꯦ꯫ ꯃꯁꯤ ꯃꯍꯥꯛꯀꯤ ꯈꯣꯡꯆꯠꯀꯤ ꯍꯧꯔꯛꯐꯝ ꯈꯛꯇꯅꯤ ꯍꯥꯏꯕꯥ ꯃꯍꯥꯛꯅꯥ ꯈꯪꯂꯝꯏ ꯃꯍꯥꯛꯀꯤ ꯂꯝꯕꯤꯅꯥ ꯃꯊꯪꯒꯤ ꯂꯝꯕꯤꯗꯥ ꯀꯗꯥꯏꯗꯥ ꯂꯝꯖꯤꯡꯒꯅꯤ ꯍꯥꯏꯕꯗꯨ ꯃꯍꯥꯛꯅꯥ ꯉꯥꯏꯕꯥ ꯉꯝꯈꯤꯗꯦ꯫ ꯃꯍꯥꯛ ꯇꯨꯝꯅꯕꯥ ꯂꯥꯛꯄꯥ ꯃꯇꯝꯗꯥ ꯏꯂꯥꯅꯥ ꯃꯍꯥꯛꯀꯤ ꯃꯪꯂꯥꯟ ꯑꯗꯨ ꯍꯤꯡꯂꯤ ꯍꯥꯏꯕꯥ ꯈꯪꯂꯗꯨꯅꯥ ꯅꯣꯛꯈꯤ ꯑꯃꯁꯨꯡ ꯃꯍꯥꯛꯀꯤ ꯃꯄꯨꯡ ꯐꯥꯕꯥ ꯄꯣꯇꯦꯟꯁꯤꯌꯦꯜ ꯑꯗꯨ ꯌꯧꯕꯥ ꯉꯝꯗꯕꯗꯥ ꯀꯔꯤꯒꯨꯝꯕꯥ ꯑꯃꯠꯇꯅꯥ ꯊꯤꯡꯕꯥ ꯉꯝꯈꯤꯗꯦ꯫ ꯃꯥꯂꯦꯝ ꯑꯁꯤ ꯄꯥꯛ ꯆꯥꯎꯏ ꯑꯃꯁꯨꯡ ꯑꯉꯛꯄꯁꯤꯡꯅꯥ ꯊꯜꯂꯕꯥ ꯃꯐꯝ ꯑꯃꯅꯤ ꯑꯃꯁꯨꯡ ꯃꯍꯥꯛꯅꯥ ꯃꯁꯤꯒꯤ ꯏꯟꯆꯤ ꯈꯨꯗꯤꯡꯃꯛ ꯊꯤꯖꯤꯟꯅꯕꯥ ꯋꯥꯔꯦꯞ ꯂꯧꯈꯤ꯫ ꯃꯈꯥꯗꯥ ꯄꯤꯔꯤꯕꯥ ꯐꯣꯇꯣ ꯑꯁꯤ ꯌꯥꯝꯗ꯭ꯔꯕꯗꯥ ꯋꯥꯍꯩ ꯃꯉꯥꯗꯥ ꯐꯣꯡꯗꯣꯛꯄꯤꯌꯨ꯫ ꯐꯣꯇꯣ ꯑꯁꯤ ꯁꯦꯟ꯫ ꯊꯣꯃꯥꯁ ꯑꯥꯏꯂꯦꯟꯗꯗꯥ ꯂꯩꯕꯥ ꯌꯨꯅꯥꯏꯇꯦꯗ ꯁ꯭ꯇꯦꯠꯀꯤ ꯚꯔꯖꯤꯟ ꯑꯥꯏꯂꯦꯟꯗꯒꯤ ꯀꯦꯄꯤꯇꯦꯜ ꯁꯤꯇꯤ ꯆꯥꯔꯂꯣꯠ ꯑꯃꯂꯤꯒꯤ ꯑꯦꯌꯔ ꯁꯣꯠꯄꯅꯤ꯫ ꯑꯦꯡꯒꯜ ꯑꯁꯤꯗꯒꯤ ꯕꯤꯜꯗꯤꯡꯁꯤꯡ ꯑꯁꯤ ꯏꯁꯤꯡꯒꯤ ꯅꯥꯀꯜꯗꯥ ꯆꯦꯟꯊꯔꯛꯄꯥ ꯂꯝꯗꯝ ꯑꯃꯗꯥ ꯁꯥꯕꯥ ꯃꯇꯝꯗꯥ ꯌꯥꯝꯅꯥ ꯅꯛꯅꯥ ꯀ꯭ꯂꯁ꯭ꯇꯔ ꯇꯧꯕꯥ ꯎꯕꯥ ꯐꯪꯏ꯫ ꯃꯁꯤꯡ ꯌꯥꯝꯂꯕꯥ ꯌꯨꯝꯁꯤꯡ ꯑꯁꯤ ꯇꯣꯉꯥꯟ ꯇꯣꯉꯥꯟꯕꯥ ꯃꯆꯨꯗꯥ ꯎꯕꯥ ꯐꯪꯏ ꯃꯈꯣꯏꯒꯤ ꯃꯅꯨꯡꯗꯥ ꯑꯌꯥꯝꯕꯅꯥ ꯂꯥꯂꯍꯧꯒꯤ ꯌꯨꯝꯊꯛꯁꯤꯡ ꯂꯩ ꯃꯈꯣꯏꯁꯤꯡ ꯑꯁꯤ ꯃꯌꯦꯛ ꯁꯦꯡꯅꯥ ꯎꯕꯥ ꯐꯪꯏ꯫ ꯏꯃꯦꯖ ꯑꯁꯤꯒꯤ ꯕꯦꯛꯗ꯭ꯔꯣꯞꯇꯥ ꯃꯌꯦꯛ ꯁꯦꯡꯕꯥ ꯅꯤꯜ ꯅꯨꯡꯁꯤꯠ ꯑꯃꯁꯨꯡ ꯖꯍꯥꯖ ꯃꯔꯤ ꯊꯝꯗꯨꯅꯥ ꯎꯕꯥ ꯐꯪꯂꯤꯕꯥ ꯅꯤꯡꯊꯤꯖꯔꯕꯥ ꯁꯃꯨꯗ꯭ꯔ ꯑꯗꯨ ꯎꯕꯥ ꯐꯪꯏ꯫ ꯒ꯭ꯔꯤꯅꯔꯤ ꯑꯁꯤ ꯌꯨꯝꯁꯤꯡꯒꯤ ꯃꯔꯛꯇꯥ ꯄꯥꯝꯕꯤ ꯈꯔꯒꯥ ꯂꯣꯏꯅꯅꯥ ꯎꯕꯥ ꯐꯪꯏ ꯃꯗꯨꯅꯥ ꯂꯝꯗꯝ ꯑꯁꯤꯒꯤ ꯇ꯭ꯔꯣꯄꯤꯀꯦꯜꯒꯤ ꯑꯀꯣꯏꯕꯗꯥ ꯍꯦꯟꯅꯥ ꯆꯦꯠꯁꯤꯜꯍꯜꯂꯤ꯫